ꯄ꯭ꯂꯨꯇꯣ ꯍꯦꯗꯤꯁ ꯑꯁꯤ ꯇꯥꯏꯇꯟꯁ ꯁꯦꯇꯔꯟ ꯀ꯭ꯔꯣꯅꯁ ꯑꯃꯁꯨꯡ ꯑꯣꯞꯁ ꯔꯤꯌꯥꯒꯤ ꯃꯆꯥꯅꯨꯄꯥꯅꯤ ꯑꯃꯁꯨꯡ ꯖꯨꯄꯤꯇꯔ ꯖꯤꯎꯁ ꯑꯃꯁꯨꯡ ꯅꯦꯞꯇꯨꯟ ꯄꯣꯁꯥꯏꯗꯟꯒꯤ ꯃꯅꯥꯎꯅꯨꯄꯥꯅꯤ꯫ ꯇꯥꯏꯇꯟꯁꯤꯡꯕꯨ ꯃꯥꯏꯊꯤꯕ ꯄꯤꯔꯕ ꯃꯇꯨꯡꯗ ꯖꯨꯄꯤꯇꯔꯅ ꯁꯦꯇꯔꯟꯒꯤ ꯑꯍꯥꯡꯕ ꯐꯝꯕꯥꯜ ꯑꯗꯨ ꯑꯇꯤꯌꯥꯒꯤ ꯂꯥꯏ ꯑꯃꯁꯨꯡ ꯃꯥꯂꯦꯝꯒꯤ ꯂꯩꯉꯥꯛꯄ ꯑꯣꯏꯅ ꯂꯧꯈꯤ꯫ ꯑꯋꯥꯡꯕ ꯊꯥꯛ ꯑꯗꯨ ꯉꯥꯛꯇꯨꯅ ꯊꯝꯗꯨꯅ ꯃꯍꯥꯛꯅ ꯃꯍꯥꯛꯀꯤ ꯅꯤꯡꯊꯧ ꯂꯩꯕꯥꯛꯀꯤ ꯁꯔꯨꯛ ꯑꯃꯥ ꯃꯍꯥꯛꯀꯤ ꯃꯆꯤꯟ ꯃꯅꯥꯎ ꯑꯅꯤꯒꯤ ꯃꯔꯛꯇ ꯈꯥꯏꯗꯣꯛꯈꯤ ꯅꯦꯞꯇꯨꯟꯕꯨ ꯁꯃꯨꯗ꯭ꯔ ꯑꯃꯁꯨꯡ ꯇꯨꯔꯦꯜ ꯄꯨꯝꯅꯃꯛꯀꯤ ꯃꯊꯛꯇ ꯑꯉꯝꯕ ꯄꯤꯈꯤ ꯑꯗꯨꯒ ꯄ꯭ꯂꯨꯇꯣꯅ ꯇꯥꯔꯇꯥꯔꯁ ꯑꯃꯁꯨꯡ ꯂꯣꯋꯔ ꯋꯔꯜ꯭ꯗꯄꯨ ꯈꯨꯗꯨꯝ ꯆꯟꯕ ꯉꯝꯈꯤ ꯀꯔꯤꯒꯨꯝꯕ ꯃꯇꯝꯗ ꯏꯟꯐꯔꯅꯦꯜ ꯔꯤꯖꯟ ꯅꯠꯇ꯭ꯔꯒ ꯍꯦꯗꯤꯁ ꯍꯥꯏꯅ ꯀꯧꯋꯤ ꯑꯃꯁꯨꯡ ꯑꯟꯗꯔꯋꯥꯔꯜꯗꯀꯤ ꯂꯩꯉꯥꯛꯄ ꯑꯣꯏꯅ ꯃꯍꯥꯛꯅ ꯑꯁꯤꯕꯁꯤꯡꯒꯤ ꯃꯊꯛꯇ ꯂꯩꯉꯥꯛ ꯄꯥꯏꯔꯝꯃꯤ ꯑꯟꯗꯔꯋꯥꯔꯜꯗꯇ ꯊꯋꯥꯏꯁꯤꯡ ꯄꯨꯊꯣꯛ ꯄꯨꯁꯤꯟ ꯇꯧꯕ ꯑꯁꯤ ꯄꯥꯎꯃꯤꯒꯤ ꯂꯥꯏ ꯃꯥꯔꯀ꯭ꯌꯨꯔꯤ ꯍꯔꯃꯤꯁꯒꯤ ꯊꯧꯗꯥꯡ ꯑꯣꯏꯈꯤ꯫ ꯄ꯭ꯂꯨꯇꯣꯅ ꯋꯥꯌꯦꯜꯁꯪ ꯑꯗꯨ ꯃꯍꯥꯛꯀꯤ ꯃꯍꯥꯔꯥꯅꯤ ꯄ꯭ꯔꯣꯁꯔꯄꯤꯅꯥ ꯄꯔꯁꯦꯐꯣꯟꯒꯤ ꯃꯅꯥꯛꯇ ꯂꯩꯕ ꯏꯕꯣꯅꯤ ꯐꯝꯕꯥꯜ ꯑꯃꯗ ꯐꯝꯗꯨꯅ ꯊꯝꯈꯤ ꯑꯗꯨꯕꯨ ꯃꯍꯥꯛ ꯅꯤꯡꯅꯤꯡꯗꯕ ꯃꯍꯥꯔꯥꯅꯤ ꯑꯃ ꯑꯣꯏꯈꯤ꯫ ꯄ꯭ꯂꯨꯇꯣꯅ ꯐꯥꯈꯤꯕ ꯑꯃꯁꯨꯡ ꯚꯔꯆꯨꯑꯦꯜ ꯀꯩꯁꯨꯝꯁꯪꯗ ꯊꯝꯈꯤꯕ ꯃꯍꯥꯛꯄꯨ ꯆꯍꯤ ꯑꯃꯗ ꯅꯨꯡꯉꯥꯏꯇꯕ ꯊꯥ ꯑꯍꯨꯝ ꯑꯟꯗꯔꯋꯥꯔꯜꯗꯇ ꯂꯦꯟꯕ ꯇꯥꯈꯤ꯫ ꯆꯍꯤ ꯑꯗꯨꯒꯤ ꯂꯦꯝꯍꯧꯔꯤꯕ ꯃꯇꯝ ꯑꯗꯨ ꯄꯥꯝꯕꯤ ꯁꯤꯡꯕꯤꯒꯤ ꯂꯥꯏꯔꯦꯝꯕꯤ ꯑꯣꯏꯅ ꯃꯥꯂꯦꯝꯗ ꯂꯦꯟꯈꯤ꯫ ꯃꯍꯥꯛꯀꯤ ꯃꯃꯤꯡ ꯑꯗꯨ ꯑꯁꯨꯛꯀꯤ ꯃꯇꯤꯛ ꯀꯤꯈꯤ ꯃꯗꯨꯗꯤ ꯃꯁꯤ ꯀꯩꯗꯧꯉꯩꯗꯁꯨ ꯁꯤꯕ ꯃꯤꯑꯣꯏꯁꯤꯡꯅ ꯂꯥꯎꯅ ꯄꯟꯈꯤꯗꯦ꯫ ꯃꯍꯥꯛꯅ ꯑꯁꯣꯛ ꯑꯄꯟ ꯅꯪꯂꯕ ꯃꯤꯑꯣꯏ ꯑꯃ ꯊꯤꯅꯕ ꯃꯥꯂꯦꯝꯗ ꯂꯥꯛꯄ ꯃꯇꯝ ꯈꯨꯗꯤꯡꯃꯛꯇ ꯄ꯭ꯂꯨꯇꯣꯅ ꯀꯣꯏꯂꯥ ꯑꯃꯨꯕ ꯁꯒꯣꯜ ꯃꯔꯤꯅ ꯆꯤꯡꯕ ꯁꯅꯥꯒꯤ ꯔꯊ ꯑꯃꯗ ꯊꯧꯈꯤ꯫ ꯀꯔꯤꯒꯨꯝꯕ ꯃꯇꯝꯗ ꯁꯥꯏꯀ꯭ꯂꯣꯞꯁꯅ ꯃꯍꯥꯛꯀꯤꯗꯃꯛꯇ ꯑꯈꯟꯅꯅ ꯁꯦꯝꯕ ꯍꯦꯜꯃꯦꯠ ꯑꯃ ꯁꯦꯠꯂꯒ ꯃꯍꯥꯛꯅ ꯃꯍꯥꯛꯀꯤ ꯅꯤꯡꯊꯧꯒꯤ ꯋꯥꯌꯦꯜ ꯑꯣꯏꯅ ꯃꯃꯥꯏ ꯑꯅꯤ ꯄꯥꯟꯕ ꯐꯣꯔ꯭ꯛ ꯑꯃ ꯅꯠꯇ꯭ꯔꯒ ꯑꯟꯗꯔꯋꯥꯔꯜꯗꯀꯤ ꯁꯣꯁꯤꯡ ꯑꯗꯨ ꯄꯨꯈꯤ꯫ ꯍꯦꯜꯃꯦꯠ ꯑꯁꯤꯅ ꯃꯁꯤꯕꯨ ꯁꯦꯠꯂꯤꯕ ꯃꯤꯑꯣꯏ ꯑꯗꯨꯗ ꯎꯕ ꯉꯝꯗꯕꯒꯤ ꯃꯄꯥꯡꯒꯜ ꯄꯤꯕ ꯉꯝꯒꯅꯤ꯫ ꯀꯔꯤꯒꯨꯝꯕ ꯃꯇꯝꯗ ꯁꯤꯕ ꯃꯤꯑꯣꯏꯁꯤꯡ ꯑꯃꯁꯨꯡ ꯁꯤꯕ ꯅꯥꯏꯗꯕ ꯑꯅꯤꯃꯛꯅ ꯁꯤꯖꯤꯟꯅꯈꯤ ꯃꯁꯤ ꯄꯔꯁꯤꯌꯁꯅ ꯒꯣꯔꯒꯣꯟ ꯃꯦꯗꯨꯁꯥꯒꯤ ꯃꯥꯌꯣꯛꯇ ꯂꯥꯟꯊꯦꯡꯅꯕꯗ ꯐꯪꯍꯟꯈꯤ꯫ ꯁꯦꯔꯕꯦꯔꯁ ꯆꯦꯔꯣꯟ ꯑꯟꯗꯔꯋꯥꯔꯜ꯭ꯗꯇ ꯆꯪꯕ ꯑꯁꯤ ꯑꯥꯎꯠ ꯇꯧꯕꯗꯒꯤ ꯌꯥꯝꯅ ꯂꯥꯏꯕ ꯑꯣꯏꯈꯤ ꯃꯁꯤ ꯆꯥꯎꯔꯥꯛꯅ ꯑꯣꯏꯊꯣꯛꯄ ꯌꯥꯗꯦ ꯍꯥꯏꯅ ꯂꯧꯅꯔꯤꯕ ꯊꯧꯗꯥꯡ ꯑꯃꯅꯤ꯫ ꯆꯪꯐꯝ ꯑꯗꯨ ꯃꯀꯣꯛ ꯑꯍꯨꯝ ꯄꯥꯟꯕ ꯍꯨꯏ ꯑꯃ ꯑꯣꯏꯔꯤꯕ ꯁꯦꯔꯕꯦꯔꯁꯅ ꯉꯥꯛꯊꯣꯛꯈꯤ ꯃꯍꯥꯛꯀꯤ ꯃꯆꯤꯟꯗ ꯍꯨ ꯆꯦꯟꯈꯤ ꯃꯍꯥꯛꯅ ꯆꯪꯂꯛꯈꯤꯕ ꯃꯤꯑꯣꯏ ꯄꯨꯝꯅꯃꯛꯇ ꯑꯀꯤꯕ ꯄꯣꯛꯍꯟꯈꯤ꯫ ꯑꯗꯨꯝ ꯑꯣꯏꯅꯃꯛ ꯃꯐꯝ ꯑꯗꯨꯗ ꯆꯪꯂꯛꯈꯤꯕ ꯄꯨꯝꯅꯃꯛ ꯁꯦꯔꯕꯦꯔꯁꯀ ꯊꯦꯡꯅꯔꯛꯄ ꯃꯇꯝꯗ ꯀꯤꯈꯤꯗꯦ꯫ ꯃꯤꯅꯨꯡꯁꯤꯅ ꯊꯜꯂꯕ ꯖꯨꯅꯣ ꯑꯗꯨꯅ ꯐ꯭ꯌꯨꯔꯤꯁꯤꯡꯒ ꯋꯥꯔꯤ ꯁꯥꯅꯅꯕ ꯑꯟꯗꯔꯋꯥꯔꯜꯗꯇ ꯆꯠꯈꯤꯕ ꯃꯇꯝꯗ ꯃꯍꯥꯛꯅ ꯃꯐꯝ ꯑꯗꯨꯗ ꯆꯪꯂꯛꯈꯤ ꯑꯃꯁꯨꯡ ꯃꯍꯥꯛꯀꯤ ꯁꯦꯡꯂꯕ ꯃꯑꯣꯡꯒꯤ ꯑꯔꯨꯝꯕꯒꯤ ꯃꯈꯥꯗ ꯊꯣꯡꯖꯤꯟ ꯑꯗꯨ ꯀꯛꯊꯠꯈꯤ꯫ ꯁꯦꯔꯕꯦꯔꯁꯅ ꯃꯍꯥꯛꯀꯤ ꯃꯀꯣꯛ ꯑꯍꯨꯝ ꯊꯣꯛꯅ ꯌꯣꯛꯈꯤ ꯑꯃꯁꯨꯡ ꯃꯍꯥꯛꯀꯤ ꯁꯔꯨꯛ ꯑꯍꯨꯝꯒꯤ ꯈꯣꯟꯖꯦꯜ ꯑꯗꯨ ꯍꯥꯏꯈꯤ꯫